ꯑꯅꯧꯕ ꯔꯤꯂꯤꯖ ꯑꯁꯤꯒ ꯂꯣꯏꯅꯅ ꯑꯩꯈꯣꯏꯅ ꯑꯩꯈꯣꯏꯒꯤ ꯀꯁꯇꯃꯔ ꯕꯦꯖ ꯑꯁꯤ ꯌꯥꯝꯅ ꯍꯦꯟꯒꯠꯍꯟꯅꯕ ꯊꯧꯔꯥꯡ ꯇꯧꯔꯤ꯫ ꯑꯅꯧꯕ ꯔꯤꯂꯤꯖ ꯑꯁꯤꯒ ꯂꯣꯏꯅꯅ ꯑꯩꯈꯣꯏꯒꯤ ꯀꯁꯇꯃꯔ ꯕꯦꯖ ꯑꯁꯤ ꯆꯥꯎꯅ ꯄꯥꯛꯊꯣꯛ ꯆꯥꯎꯊꯣꯛꯍꯟꯅꯕ ꯑꯩꯈꯣꯏꯅ ꯊꯧꯔꯥꯡ ꯇꯧꯔꯤ꯫ ꯃꯈꯥꯗ ꯄꯤꯔꯤꯕ ꯋꯥꯍꯩ ꯑꯍꯨꯝ ꯑꯁꯤꯗ ꯌꯨꯝꯐꯝ ꯑꯣꯏꯕ ꯋꯥꯔꯤ ꯑꯃ ꯁꯦꯝꯒꯠꯄ: ꯁ꯭ꯄꯦꯁꯁꯤꯞ, ꯗꯤꯇꯦꯛꯇꯤꯚ, ꯆꯌꯣꯜ꯫ ꯆꯍꯤ ꯂꯤꯁꯤꯡ ꯑꯅꯤꯒ ꯌꯥꯡꯈꯩ ꯗ ꯅꯣꯚꯥ ꯑꯦꯛꯁꯦꯂꯣꯔꯦꯇꯔ ꯀꯧꯕ ꯁ꯭ꯄꯦꯁꯁꯤꯞ ꯑꯃꯅ ꯂꯥꯞꯅ ꯂꯩꯕ ꯒꯦꯂꯦꯛꯁꯤꯁꯤꯡꯗ ꯑꯅꯧꯕ ꯒ꯭ꯔꯍꯁꯤꯡ ꯊꯤꯗꯣꯛꯅꯕ ꯃꯤꯁꯟ ꯑꯃꯗ ꯆꯠꯈꯤ꯫ ꯕꯣꯔꯗ ꯑꯗꯨꯗ ꯁꯥꯏꯟꯇꯤꯁꯇꯁꯤꯡ, ꯏꯟꯖꯤꯅꯤꯌꯔꯁꯤꯡ ꯑꯃꯁꯨꯡ ꯖꯦꯝꯁ ꯀꯧꯕ ꯗꯤꯇꯦꯛꯇꯤꯚ ꯑꯃꯒꯤ ꯀꯥꯡꯕꯨ ꯑꯃ ꯂꯩꯔꯝꯃꯤ꯫ ꯖꯦꯝꯁ ꯑꯁꯤ ꯁ꯭ꯄꯦꯁ ꯑꯦꯖꯦꯟꯁꯤꯅ ꯀ꯭ꯔꯨꯁꯤꯡꯒꯤ ꯁꯦꯐꯇꯤ ꯁꯣꯏꯗꯅ ꯂꯩꯍꯟꯅꯕ ꯑꯃꯁꯨꯡ ꯑꯆꯝꯕ ꯊꯧꯗꯣꯛ ꯑꯃꯍꯦꯛꯇꯕꯨ ꯊꯤꯖꯤꯟꯅꯕ ꯍꯥꯏꯔ ꯇꯧꯈꯤ꯫ ꯅꯨꯃꯤꯠ ꯑꯃꯗ ꯁ꯭ꯄꯦꯁꯁꯤꯞ ꯑꯁꯤ ꯁ꯭ꯄꯦꯁꯀꯤ ꯑꯈꯟꯅꯅ ꯂꯥꯞꯅ ꯂꯩꯕ ꯃꯐꯝ ꯑꯃꯗ ꯆꯠꯂꯤꯉꯩꯗ ꯖꯍꯥꯖ ꯑꯁꯤꯒꯤ ꯃꯈꯥ ꯊꯪꯕ ꯊꯥꯛꯁꯤꯡꯗꯒꯤ ꯑꯆꯝꯕ ꯈꯣꯟꯖꯦꯜꯁꯤꯡ ꯂꯥꯛꯈꯤ꯫ ꯀꯥꯔꯒꯣ ꯍꯣꯜꯗꯇꯒꯤ ꯂꯥꯛꯄ ꯈꯣꯟꯖꯦꯜꯁꯤꯡ ꯑꯗꯨꯅ ꯀ꯭ꯔꯨꯁꯤꯡ ꯑꯗꯨ ꯅꯨꯡꯉꯥꯏꯇꯕ ꯐꯥꯎꯈꯤ꯫ ꯖꯦꯝꯁꯅ ꯃꯍꯥꯛꯅ ꯗꯤꯇꯦꯛꯇꯤꯚ ꯑꯣꯏꯕꯅ ꯈꯣꯟꯖꯦꯜ ꯑꯗꯨꯒꯤ ꯍꯧꯔꯛꯐꯝ ꯑꯗꯨ ꯊꯤꯖꯤꯟꯅꯕ ꯊꯧꯔꯥꯡ ꯇꯧꯈꯤ꯫ ꯃꯍꯥꯛꯅ ꯑꯃꯝꯕ ꯀꯥꯔꯒꯣ ꯍꯣꯜꯗꯇ ꯆꯠꯄ ꯃꯇꯝꯗ, ꯃꯍꯥꯛꯅ ꯑꯄꯤꯛꯄ ꯁ꯭ꯇꯦꯖ ꯑꯃꯒꯤ ꯃꯅꯨꯡꯗ ꯑꯦꯂꯤꯌꯟ ꯀꯥꯡꯂꯨꯞ ꯑꯃ ꯊꯨꯡꯂꯈꯤꯕ ꯎꯕꯗ ꯑꯉꯛꯄ ꯐꯥꯎꯈꯤ꯫ ꯃꯈꯣꯏꯅ ꯂꯧꯁꯤꯟꯕ ꯉꯝꯗꯕ ꯂꯣꯟ ꯑꯃꯗ ꯏꯁꯩ ꯁꯛꯄ ꯎꯈꯤ꯫ ꯃꯇꯝ ꯑꯗꯨꯗꯅꯤ ꯖꯦꯝꯁꯅ ꯅꯣꯚꯥ ꯑꯦꯛꯁꯞꯂꯣꯔꯦꯇꯔꯒꯤ ꯑꯋꯥꯡꯕ ꯃꯐꯝꯗ ꯃꯈꯣꯏꯒꯤ ꯏꯁꯩꯁꯤꯡ ꯑꯗꯨ ꯄ꯭ꯔꯦꯛꯇꯤꯁ ꯇꯧꯗꯨꯅ ꯂꯩꯕ ꯑꯦꯂꯤꯌꯟ ꯀꯣꯌꯔ ꯑꯃꯗ ꯊꯨꯡꯂꯈꯤ ꯍꯥꯏꯕ ꯈꯪꯈꯤ꯫ ꯀꯣꯌꯔꯅ ꯄꯨꯊꯣꯛꯄ ꯐꯖꯔꯕ ꯍꯥꯔꯃꯣꯅꯤꯁꯤꯡ ꯑꯃꯁꯨꯡ ꯇꯝꯊꯤꯔꯕ ꯈꯣꯟꯖꯦꯜꯁꯤꯡ ꯑꯗꯨꯅ ꯖꯦꯝꯁꯇ ꯑꯉꯛꯄ ꯄꯣꯛꯍꯟꯈꯤ꯫ ꯃꯍꯥꯛꯅ ꯃꯈꯣꯏꯕꯨ ꯃꯈꯣꯏꯒꯤ ꯄ꯭ꯔꯦꯛꯇꯤꯁꯇ ꯊꯥꯗꯣꯛꯇꯨꯅ ꯀ꯭ꯔꯨꯁꯤꯡꯗ ꯔꯤꯄꯣꯔꯠ ꯇꯧꯅꯕ ꯋꯥꯔꯦꯞ ꯂꯧꯈꯤ, ꯃꯈꯣꯏ ꯄꯨꯝꯅꯃꯛ ꯃꯍꯥꯛꯀꯤ ꯊꯤꯖꯤꯟꯕꯒꯤ ꯊꯕꯛ ꯑꯗꯨꯗ ꯑꯉꯛꯄ ꯄꯣꯛꯈꯤ꯫ ꯀꯣꯌꯔ ꯑꯁꯤꯅ ꯀ꯭ꯔꯨꯁꯤꯡꯒꯤꯗꯃꯛꯇ ꯑꯈꯟꯅꯕ ꯄꯔꯐꯣꯃꯦꯟꯁ ꯑꯃ ꯐꯥꯎꯕ ꯊꯝꯈꯤ, ꯃꯗꯨ ꯃꯈꯣꯏꯒꯤ ꯁ꯭ꯄꯦꯁꯀꯤ ꯁꯥꯡꯂꯕ ꯈꯣꯡꯆꯠꯀꯤ ꯃꯔꯨꯑꯣꯏꯕ ꯊꯧꯔꯝꯁꯤꯡꯒꯤ ꯃꯅꯨꯡꯗ ꯑꯃ ꯑꯣꯏꯈꯤ꯫ ꯅꯣꯚꯥ ꯑꯦꯛꯁꯞꯂꯣꯔꯦꯇꯔꯅ ꯃꯁꯤꯒꯤ ꯃꯤꯁꯟ ꯑꯁꯤ ꯃꯈꯥ ꯆꯠꯊꯈꯤ, ꯖꯦꯝꯁꯅ ꯀ꯭ꯔꯨꯁꯤꯡꯒꯤ ꯁꯦꯐꯇꯤꯗ ꯃꯤꯠꯌꯦꯡ ꯊꯝꯈꯤ꯫ ꯑꯗꯨꯕꯨ ꯅꯨꯃꯤꯠ ꯈꯨꯗꯤꯡꯒꯤ ꯃꯍꯥꯛꯅ ꯀꯥꯔꯒꯣ ꯍꯣꯜꯗꯇ ꯆꯠꯇꯨꯅ ꯑꯦꯂꯤꯌꯟ ꯀꯣꯌꯔꯒꯤ ꯐꯖꯔꯕ ꯃ꯭ꯌꯨꯖꯤꯛ ꯇꯥꯅꯕ ꯆꯠꯂꯝꯃꯤ꯫ ꯃꯈꯣꯏꯒꯤ ꯏꯁꯩꯁꯤꯡꯅ ꯃꯍꯥꯛꯄꯨ ꯑꯉꯛꯄ ꯄꯣꯛꯍꯟꯈꯤ ꯑꯃꯁꯨꯡ ꯃꯍꯥꯛꯄꯨ ꯅꯤꯡꯁꯤꯡꯍꯟꯈꯤ ꯃꯗꯨꯗꯤ ꯁ꯭ꯄꯦꯁꯀꯤ ꯑꯆꯧꯕ ꯃꯐꯝꯁꯤꯡꯗ ꯍꯧꯖꯤꯛꯁꯨ ꯑꯁꯨꯛ ꯌꯥꯝꯅ ꯊꯤꯖꯤꯟꯕꯒꯤ ꯊꯕꯛ ꯂꯩꯔꯤ꯫ ꯑꯣꯟꯂꯥꯏꯟ ꯔꯤꯇꯦꯜ ꯁ꯭ꯇꯣꯔ ꯑꯃꯒꯤꯗꯃꯛ ꯋꯦꯕꯁꯥꯏꯠ ꯑꯃꯒꯤ ꯃꯣꯀꯞ ꯑꯃ ꯁꯦꯝꯃꯨ꯫ ꯗꯤ ꯑꯣꯟꯂꯥꯏꯟ ꯁ꯭ꯇꯣꯔ ꯂꯣꯒꯣ ꯅꯦꯚꯤꯒꯦꯁꯟ ꯃꯦꯅꯨ ꯍꯣꯝ ꯄꯣꯠꯊꯣꯛꯁꯤꯡ ꯗꯤꯜꯁꯤꯡ ꯑꯩꯈꯣꯏꯒ ꯄꯥꯎ ꯐꯥꯎꯅꯕꯤꯌꯨ ꯑꯩꯒꯤ ꯀꯥꯔꯠ ꯗ ꯇꯔꯥꯝꯅ ꯑꯣꯛꯆꯔꯤ! ꯅꯦꯇꯐ꯭ꯂꯤꯛꯁꯅ ꯑꯥꯔꯇꯤꯐꯤꯁ꯭ꯌꯜ ꯏꯟꯇꯦꯂꯤꯖꯦꯟꯁ ꯁꯥꯟ ꯐ꯭ꯔꯥꯟꯁꯤꯁ꯭ꯀꯣꯒꯤ ꯑꯃꯦꯔꯤꯀꯥꯟ ꯃꯜꯇꯤ- ꯁꯤꯅꯦꯃꯥ ꯗ ꯑꯍꯨꯝꯗꯤ ꯃꯨꯚꯤ ꯑꯃꯒꯤ ꯆꯥꯡ ꯅꯥꯏꯅ ꯑꯦꯗꯜꯇ ꯇꯤꯀꯦꯠꯀꯤ ꯃꯃꯜ ꯄꯤꯌꯨ꯫ ꯑꯥꯔꯇꯤꯐꯤꯁ꯭ꯌꯜ ꯏꯟꯇꯦꯂꯤꯖꯦꯟꯁ ꯑꯃ ꯑꯣꯏꯅ ꯑꯩꯍꯥꯛꯅ ꯃꯃꯜ ꯂꯦꯞꯄꯒꯨꯝꯕ ꯔꯤꯑꯦꯜ-ꯇꯥꯏꯝ ꯏꯟꯐꯣꯔꯃꯦꯁꯟꯁꯤꯡ ꯐꯪꯗꯦ ꯑꯃꯁꯨꯡ ꯖꯤꯑꯣꯒ꯭ꯔꯥꯐꯤꯛ ꯂꯣꯀꯦꯁꯟ, ꯅꯨꯃꯤꯠꯀꯤ ꯃꯇꯝ, ꯐꯣꯔꯃꯦꯠ, ꯑꯃꯁꯨꯡ ꯇꯥꯡꯒꯨꯝꯕ ꯐꯦꯛꯇꯔꯁꯤꯡꯗ ꯌꯨꯝꯐꯝ ꯑꯣꯏꯔꯒ ꯃꯨꯚꯤ ꯇꯤꯀꯦꯠꯀꯤ ꯃꯃꯜ ꯈꯦꯠꯅꯕꯅ ꯃꯔꯝ ꯑꯣꯏꯗꯨꯅ ꯑꯩꯍꯥꯛꯅ ꯇꯧꯕ ꯉꯝꯗꯦ꯫ ꯁꯥꯟ ꯐ꯭ꯔꯥꯟꯁꯤꯁ꯭ꯀꯣꯒꯤ ꯑꯃꯦꯔꯤꯀꯥꯟ ꯃꯜꯇꯤ- ꯁꯤꯅꯦꯃꯥ ꯗ ꯑꯍꯨꯝꯗꯤ ꯃꯨꯚꯤ ꯑꯃꯒꯤ ꯑꯀꯛꯅꯕ ꯇꯤꯀꯦꯠꯀꯤ ꯃꯃꯜ ꯑꯃ ꯑꯗꯣꯝꯗ ꯄꯤꯒꯅꯤ꯫ ꯑꯗꯨꯝ ꯑꯣꯏꯅꯃꯛ ꯈ꯭ꯋꯥꯏꯗꯒꯤ ꯑꯆꯨꯝꯕ ꯃꯃꯜ ꯈꯪꯅꯕꯒꯤ ꯈ꯭ꯋꯥꯏꯗꯒꯤ ꯐꯕ ꯄꯥꯝꯕꯩꯗꯤ ꯑꯃꯦꯔꯤꯀꯥꯟ ꯃꯜꯇꯤ- ꯁꯤꯅꯦꯃꯥꯒꯤ ꯋꯦꯕꯁꯥꯏꯠ ꯅꯠꯇ꯭ꯔꯒ ꯑꯦꯄ꯭ꯂꯤꯀꯦꯁꯟ ꯑꯁꯤ ꯆꯦꯛ ꯇꯧꯕꯅꯤ꯫